ꯃꯦꯁꯤꯟ ꯂꯔꯅꯤ ꯃꯣꯗꯦꯜꯁꯤꯡꯗ ꯑꯔꯥꯟꯕ ꯄꯣꯖꯤꯇꯤꯞ ꯍꯟꯊꯍꯟꯅꯕ ꯀꯔꯤ ꯇꯦꯛꯅꯤꯛꯁꯤꯡ ꯁꯤꯖꯤꯟꯅꯔꯤꯕꯒꯦ ꯃꯦꯁꯤꯟ ꯂꯔꯅꯤꯡ ꯃꯣꯗꯦꯜꯁꯤꯡꯗ ꯑꯔꯥꯟꯕ ꯄꯣꯖꯤꯇꯤ ꯍꯟꯊꯍꯟꯅꯕ ꯁꯤꯖꯤꯟꯅꯕ ꯌꯥꯕ ꯇꯦꯛꯅꯤꯛ ꯀꯌꯥ ꯑꯃ ꯂꯩꯔꯤ꯫ ꯀꯃꯟ ꯑꯣꯏꯕ ꯄꯥꯝꯕꯩ ꯈꯔꯗꯤ ꯃꯈꯥꯗ ꯄꯤꯔꯤꯕꯁꯤꯡꯁꯤꯅꯤ ꯇꯔꯦꯅꯤꯡ ꯗꯦꯇꯥ ꯐꯒꯠꯍꯟꯕ ꯇꯔꯦꯅꯤꯡ ꯗꯦꯇꯥ ꯑꯗꯨꯅ ꯃꯤꯁꯤꯡ ꯑꯗꯨ ꯑꯆꯨꯝꯕ ꯃꯑꯣꯡꯗ ꯔꯤꯅꯔꯗꯛ ꯇꯧꯕ ꯁꯣꯏꯗꯅ ꯂꯩꯍꯟꯕꯅ ꯑꯔꯥꯟꯕ ꯄꯣꯖꯤꯇꯤꯞꯁꯤꯡ ꯍꯟꯊꯍꯟꯕꯗ ꯃꯇꯦꯡ ꯄꯥꯡꯕ ꯉꯝꯒꯅꯤ꯫ ꯃꯁꯤꯗ ꯗꯦꯇꯥ ꯍꯦꯟꯅ ꯍꯥꯞꯆꯤꯟꯕ ꯅꯠꯇ꯭ꯔꯒ ꯗꯦꯇꯥꯁꯦꯠ ꯑꯗꯨ ꯕꯦꯂꯦꯟꯁ ꯇꯧꯕ ꯌꯥꯏ꯫ ꯃꯣꯗꯦꯜ ꯑꯁꯤ ꯇꯤꯌꯨꯟ ꯇꯧꯕ ꯃꯣꯗꯦꯜ ꯑꯁꯤꯒꯤ ꯄꯦꯔꯥꯃꯤꯇꯔꯁꯤꯡ ꯑꯃꯁꯨꯡ ꯁꯦꯇꯤꯡꯁꯤꯡ ꯑꯔꯥꯟꯕ ꯄꯣꯖꯤꯇꯤꯞꯁꯤꯡ ꯍꯟꯊꯍꯟꯕꯗ ꯃꯇꯦꯡ ꯄꯥꯡꯕ ꯉꯝꯒꯅꯤ꯫ ꯀ꯭ꯔꯣꯁ ꯚꯦꯂꯤꯗꯦꯁꯟ ꯃꯣꯗꯦꯜ ꯑꯁꯤ ꯏꯚꯥꯂꯨꯑꯦꯠ ꯇꯧꯅꯕ ꯀ꯭ꯔꯣꯁ ꯚꯦꯂꯤꯗꯦꯁꯟ ꯁꯤꯖꯤꯟꯅꯕꯅ ꯑꯣꯚꯔꯐꯤꯠꯇꯤꯡꯒ ꯃꯔꯤ ꯂꯩꯅꯕ ꯏꯁꯨ ꯑꯃꯠꯇ ꯈꯪꯗꯣꯛꯄꯗ ꯃꯇꯦꯡ ꯄꯥꯡꯒꯅꯤ ꯃꯁꯤꯅ ꯑꯔꯥꯟꯕ ꯄꯣꯖꯤꯇꯤꯕꯁꯤꯡꯗ ꯃꯇꯦꯡ ꯄꯥꯡꯂꯝꯕ ꯌꯥꯏ꯫ ꯐꯤꯆꯔ ꯈꯟꯕꯒꯤ ꯃꯑꯣꯡ ꯏꯟꯄꯨꯠ ꯐꯤꯆꯔꯁꯤꯡꯒꯤ ꯃꯁꯤꯡ ꯍꯟꯊꯍꯟꯕꯅ ꯃꯔꯤ ꯂꯩꯅꯗꯕ ꯅꯠꯇ꯭ꯔꯒ ꯔꯤꯗꯟꯗꯦꯟꯇ ꯑꯣꯏꯕ ꯏꯟꯐꯣꯔꯃꯦꯁꯟ ꯂꯧꯊꯣꯛꯇꯨꯅ ꯑꯔꯥꯟꯕ ꯄꯣꯖꯤꯇꯤꯕꯁꯤꯡ ꯍꯟꯊꯍꯟꯕꯗ ꯃꯇꯦꯡ ꯄꯥꯡꯕ ꯉꯝꯒꯅꯤ꯫ ꯇꯦꯛꯅꯤꯛ ꯄꯨꯝꯅꯃꯛ ꯑꯁꯤꯅ ꯃꯦꯁꯤꯟ ꯂꯔꯅꯤꯡ ꯃꯣꯗꯦꯜ ꯑꯃꯒꯤ ꯑꯆꯨꯝꯕ ꯃꯑꯣꯡ ꯐꯒꯠꯍꯟꯕꯗ ꯑꯃꯁꯨꯡ ꯑꯔꯥꯟꯕ ꯄꯣꯖꯤꯇꯤꯕꯁꯤꯡꯒꯤ ꯃꯁꯤꯡ ꯍꯟꯊꯍꯟꯕꯗ ꯃꯇꯦꯡ ꯄꯥꯡꯕ ꯉꯝꯒꯅꯤ꯫